ꯁꯣꯔꯠ ꯃꯦꯁꯦꯖ ꯁꯔꯕꯤꯁ ꯑꯃꯁꯨꯡ ꯏꯟ-ꯑꯦꯞ ꯃꯦꯁꯦꯖꯁꯤꯡ ꯑꯁꯤ ꯀꯁ꯭ꯇꯃꯔꯁꯤꯡꯕꯨ ꯔꯤꯑꯦꯜ-ꯇꯥꯏꯝꯗ ꯌꯥꯎꯍꯟꯕꯒꯤ ꯃꯑꯣꯡꯁꯤꯡꯅꯤ ꯫ ꯃꯁꯤꯅ ꯑꯈꯣꯏꯗ ꯈ꯭ꯋꯥꯏꯗꯒꯤ ꯅꯧꯕ ꯄ꯭ꯔꯣꯃꯣꯁꯟꯁꯤꯡ , ꯗꯤꯜꯁꯤꯡ ꯑꯃꯁꯨꯡ ꯑꯞꯗꯦꯠꯁꯤꯡꯒꯤ ꯈꯨꯗꯛꯇ ꯑꯦꯛꯁꯦꯁ ꯐꯪꯍꯜꯂꯤ꯫ ꯑꯄꯨꯟꯕ ꯑꯣꯏꯅ ꯗꯤꯖꯤꯇꯦꯜ ꯃꯥꯔꯀꯦꯇꯤꯡꯅ ꯕꯤꯖꯤꯅꯦꯁꯁꯤꯡꯗ ꯀꯁ꯭ꯇꯃꯔꯁꯤꯡꯗ ꯌꯧꯍꯟꯅꯤꯡꯕ ꯑꯃꯁꯨꯡ ꯃꯈꯣꯏꯒ ꯏꯐꯦꯛꯇꯤꯕ ꯑꯣꯏꯅ ꯑꯦꯡꯒꯦꯖ ꯇꯧꯅꯕ ꯄꯥꯝꯕꯩ ꯀꯌꯥ ꯑꯃ ꯄꯤꯔꯤ꯫ ꯀꯁ꯭ꯇꯃꯔ ꯗꯦꯇꯥ ꯑꯦꯅꯥꯂꯥꯏꯖ ꯇꯧꯗꯨꯅ ꯑꯃꯁꯨꯡ ꯃꯁꯤꯕꯨ ꯄꯔꯁꯣꯅꯦꯂꯥꯏꯖ ꯇꯧꯔꯕ ꯑꯦꯛꯁꯄꯤꯔꯤꯑꯦꯟꯁꯁꯤꯡ ꯁꯦꯝꯒꯠꯅꯕ ꯁꯤꯖꯤꯟꯅꯗꯨꯅ ꯕꯤꯖꯤꯅꯦꯁꯁꯤꯡꯅ ꯀꯁ꯭ꯇꯃꯔ ꯑꯦꯡꯒꯦꯖꯃꯦꯟꯇ ꯐꯒꯠꯍꯟꯕ ꯉꯝꯒꯅꯤ꯫ꯂꯣꯅꯕꯤ ꯁꯦꯝꯒꯠꯄ ꯉꯝꯒꯅꯤ ꯑꯃꯁꯨꯡ ꯔꯤꯇꯦꯟꯁꯟ ꯍꯦꯟꯒꯠꯍꯟꯕ ꯉꯝꯒꯅꯤ꯫ ꯃꯅꯤ ꯁꯞꯂꯥꯏ ꯍꯦꯟꯒꯠꯂꯛꯄꯒꯤ ꯐꯜꯁꯤꯡ ꯑꯗꯨ ꯁꯟꯗꯣꯛꯅ ꯇꯥꯛꯄꯤꯌꯨ꯫ ꯁꯦꯟ-ꯊꯨꯝꯒꯤ ꯐꯤꯕꯝ ꯑꯃꯁꯨꯡ ꯁꯦꯟꯇ꯭ꯔꯦꯟ ꯕꯦꯡꯁꯤꯡ ꯑꯃꯁꯨꯡ ꯁꯔꯀꯥꯔꯅ ꯄꯥꯏꯈꯠꯂꯤꯕ ꯊꯕꯛꯁꯤꯡꯒꯤ ꯃꯇꯨꯡ ꯏꯟꯅ ꯁꯦꯟ-ꯊꯨꯝꯒꯤ ꯐꯤꯕꯝ ꯍꯦꯟꯒꯠꯂꯛꯄꯅ ꯇꯣꯉꯥꯟ ꯇꯣꯉꯥꯟꯕ ꯐꯜꯁꯤꯡ ꯊꯣꯛꯍꯟꯕ ꯌꯥꯏ꯫ ꯑꯇꯦꯟꯕ ꯃꯇꯝꯒꯤ ꯑꯣꯏꯅ ꯃꯅꯤ ꯁꯞꯂꯥꯏ ꯍꯦꯟꯒꯠꯂꯛꯄꯅ ꯃꯍꯧꯁꯥꯅ ꯏꯟꯇꯔꯦꯁ꯭ꯠ ꯔꯦꯠ ꯍꯟꯊꯍꯟꯕ ꯉꯝꯃꯤ, ꯃꯔꯝꯗꯤ ꯁꯦꯟꯃꯤꯠꯂꯣꯟꯗ ꯂꯂꯣꯟ-ꯏꯇꯤꯛ ꯇꯧꯅꯕꯒꯤꯗꯃꯛꯇ ꯁꯦꯜ ꯍꯦꯟꯅ ꯐꯪꯏ꯫ ꯃꯁꯤꯅ ꯂꯂꯣꯟ-ꯏꯇꯤꯛ ꯑꯃꯁꯨꯡ ꯆꯥꯗꯤꯡ ꯇꯧꯕꯗ ꯊꯧꯅ ꯍꯥꯞꯄ ꯉꯝꯒꯅꯤ꯫ ꯃꯗꯨꯅ ꯃꯔꯝ ꯑꯣꯏꯔꯒ ꯁꯦꯟ-ꯊꯨꯝꯒꯤ ꯆꯥꯎꯈꯠꯄ ꯄꯨꯔꯛꯄ ꯉꯝꯒꯅꯤ꯫ ꯕꯤꯖꯤꯅꯦꯁꯁꯤꯡꯅ ꯑꯅꯧꯕ ꯄ꯭ꯔꯣꯖꯦꯛꯇꯁꯤꯡꯗ ꯁꯦꯜ ꯊꯥꯗꯕ ꯌꯥꯏ꯫ ꯁꯤꯟꯃꯤ ꯍꯦꯟꯅ ꯍꯥꯏꯔꯛꯄ ꯌꯥꯏ ꯑꯃꯁꯨꯡ ꯄꯨꯊꯣꯛꯍꯟꯕ ꯍꯦꯟꯒꯠꯍꯟꯕ ꯌꯥꯏ, ꯑꯗꯨꯒ ꯀꯟꯖꯨꯃꯔꯁꯤꯡꯅ ꯄꯣꯠꯂꯝꯁꯤꯡ ꯑꯃꯁꯨꯡ ꯁꯔꯕꯤꯁꯁꯤꯡ ꯂꯧꯕ,ꯂꯣꯟ ꯂꯧꯕ, ꯑꯃꯁꯨꯡ ꯌꯨꯝ ꯅꯠꯇꯔꯒ ꯒꯥꯔꯤꯒꯨꯝꯕ ꯑꯆꯧꯕ ꯄꯣꯠ ꯂꯩꯕ ꯌꯥꯏ꯫ ꯑꯗꯨꯕꯨ ꯀꯔꯤꯒꯨꯝꯕ ꯃꯅꯤ ꯁꯞꯂꯥꯏ ꯑꯁꯤ ꯌꯥꯝꯅ ꯌꯥꯡꯅ ꯍꯦꯟꯒꯠꯂꯛꯂꯕꯗꯤ ꯃꯁꯤꯅ ꯏꯅꯐ꯭ꯂꯦꯁꯟ ꯊꯣꯛꯍꯟꯕ ꯌꯥꯏ꯫ ꯃꯁꯤꯅ ꯇꯥꯛꯄꯗꯤ ꯄꯣꯠꯂꯝꯁꯤꯡ ꯑꯃꯁꯨꯡ ꯁꯔꯕꯤꯁꯁꯤꯡꯒꯤ ꯖꯦꯅꯦꯔꯦꯜ ꯄ꯭ꯔꯥꯏꯁ ꯂꯦꯚꯦꯜ ꯍꯦꯟꯒꯠꯂꯛꯏ, ꯃꯁꯤꯅ ꯃꯔꯝ ꯑꯣꯏꯗꯨꯅ ꯁꯦꯟꯒꯤ ꯄꯔꯆꯦꯖ ꯄꯋꯥꯔ ꯍꯟꯊꯔꯛꯏ꯫ ꯀꯔꯤꯒꯨꯝꯕ ꯏꯟꯐ꯭ꯂꯦꯁꯟ ꯑꯁꯤ ꯌꯥꯝꯅ ꯊꯨꯅ ꯍꯦꯟꯒꯠꯂꯛꯂꯕꯗꯤ ꯅꯠꯇꯔꯒ ꯌꯥꯝꯅ ꯋꯥꯡꯂꯕꯗꯤ ꯃꯁꯤꯅ ꯁꯦꯟꯃꯤꯠꯂꯣꯟꯗ ꯁꯣꯏꯗ-ꯉꯥꯝꯗꯕ ꯑꯃꯁꯨꯡ ꯇꯪꯗꯨ ꯂꯩꯇꯥꯗꯕ ꯊꯣꯛꯍꯜꯂꯛꯄ ꯌꯥꯏ, ꯃꯔꯝ ꯑꯗꯨꯅ ꯃꯤꯌꯥꯝꯅ ꯆꯥꯗꯤꯡ ꯍꯟꯊꯍꯟꯕ ꯑꯃꯁꯨꯡ ꯂꯂꯣꯟ-ꯏꯇꯤꯛꯀꯤ ꯊꯕꯛꯁꯤꯡꯗ ꯁꯦꯜ ꯊꯥꯗꯕ ꯊꯦꯡꯊꯍꯟꯕ ꯌꯥꯏ꯫ ꯌꯨꯅꯥꯏꯇꯦꯗ ꯁ꯭ꯇꯦꯇꯁꯀꯤ ꯐꯦꯗꯔꯦꯜ ꯔꯤꯖꯔꯚꯔꯒꯨꯝꯕ ꯁꯦꯟꯇꯔꯦꯜ ꯕꯦꯡꯁꯤꯡꯅꯥ ꯃꯅꯤ ꯁꯞꯂꯥꯏ ꯑꯃꯁꯨꯡ ꯏꯟꯐ꯭ꯂꯦꯁꯟ ꯅꯤꯡꯊꯤꯅ ꯌꯦꯡꯁꯤꯜꯂꯤ ꯑꯃꯁꯨꯡ ꯏꯟꯐ꯭ꯂꯦꯁꯟ ꯀꯟꯇꯔꯣꯜ ꯇꯧꯕꯗ ꯃꯇꯦꯡ ꯄꯥꯡꯅꯕ ꯑꯃꯁꯨꯡ ꯃꯃꯜꯒꯤ ꯇꯪꯗꯨ ꯂꯩꯇꯥꯕ ꯊꯝꯕꯗ ꯃꯇꯦꯡ ꯄꯥꯡꯅꯕ ꯏꯟꯇꯔꯦꯁ꯭ꯠ ꯔꯦꯠ ꯍꯦꯟꯒꯠꯍꯟꯕ ꯅꯠꯇꯔꯒ ꯃꯅꯤ ꯁꯞꯂꯥꯏ ꯍꯟꯊꯍꯟꯕ ꯑꯁꯤꯒꯨꯝꯕ ꯊꯕꯛꯁꯤꯡ ꯄꯥꯏꯈꯠꯔꯛꯄ ꯌꯥꯏ꯫ ꯁꯔꯀꯥꯔꯅ ꯁꯦꯜ-ꯊꯨꯝꯒꯤ ꯐꯤꯕꯝ ꯍꯦꯟꯒꯠꯍꯟꯕꯗ ꯃꯇꯦꯡ ꯄꯥꯡꯅꯕꯥ ꯇꯦꯛꯁꯁꯤꯡ ꯅꯠꯇꯔꯒ ꯁꯔꯀꯥꯔꯒꯤ ꯆꯥꯗꯤꯡꯁꯤꯡ ꯁꯦꯝꯗꯣꯛꯄ ꯑꯁꯤꯅꯆꯤꯡꯕ ꯐꯤꯁ꯭ꯀꯦꯜ ꯄꯣꯂꯤꯁꯤꯁꯤꯡꯁꯨ ꯏꯝꯄꯂꯤꯃꯦꯟꯇ ꯇꯧꯕ ꯌꯥꯏ꯫ ꯑꯄꯨꯟꯕ ꯑꯣꯏꯅ, ꯃꯅꯤ ꯁꯞꯂꯥꯏ ꯍꯦꯟꯒꯠꯂꯛꯄꯅ ꯄꯣꯖꯤꯇꯤꯕ ꯑꯃꯁꯨꯡ ꯅꯦꯒꯦꯇꯤꯕ ꯑꯅꯤꯃꯛ ꯊꯣꯛꯍꯟꯕ ꯌꯥꯏ, ꯑꯃꯁꯨꯡ ꯃꯃꯜꯒꯤ ꯇꯪꯗꯨ ꯂꯩꯇꯥꯕ ꯉꯥꯛꯇꯨꯅ ꯊꯝꯗꯨꯅ ꯁꯦꯟꯃꯤꯠꯂꯣꯟꯒꯤ ꯆꯥꯎꯈꯠꯔꯛꯄꯗ ꯃꯇꯦꯡ ꯄꯥꯡꯅꯕ ꯆꯦꯛꯁꯤꯟꯅ ꯃꯦꯅꯦꯖ ꯇꯧꯒꯗꯕꯅꯤ꯫ ꯃꯔꯨꯞ-ꯃꯄꯥꯡ ꯑꯣꯏꯕ ꯀꯝꯄꯤꯇꯤꯁꯟ ꯑꯃ ꯐꯣꯡꯗꯣꯛꯅꯒꯗꯕꯅꯤ ꯃꯦꯇꯥꯐꯣꯔ ꯑꯃꯒ ꯂꯣꯏꯅꯅ ꯁꯦꯟꯁꯟ ꯑꯃꯥ ꯖꯦꯅꯦꯔꯦꯠ ꯇꯧ꯫ ꯒꯦꯝ ꯑꯁꯤ ꯃꯔꯨꯞ ꯑꯅꯤꯒꯤ ꯃꯔꯛꯇ ꯅꯨꯡꯉꯥꯏꯔꯕ ꯅꯥꯠ ꯑꯃ ꯑꯣꯏꯈꯤ꯫ ꯃꯈꯣꯏ ꯈꯨꯗꯤꯡꯃꯛꯅ ꯑꯇꯣꯞꯄ ꯑꯃꯕꯨ ꯂꯥꯟꯊꯣꯛꯅꯕ ꯍꯣꯠꯅꯈꯤ, ꯑꯗꯨꯕꯨ ꯃꯇꯝ ꯄꯨꯝꯅꯃꯛꯇ ꯃꯤꯠꯀꯨꯞ ꯑꯃꯒ ꯂꯣꯏꯅꯅ ꯋꯥꯔꯤ ꯁꯥꯅꯈꯤ꯫ ꯀꯅꯥꯒꯨꯝꯕ ꯑꯃꯅ ꯃꯇꯧ ꯀꯔꯝꯅ ꯁꯦꯜ ꯀꯅꯕ ꯉꯝꯒꯅꯤ ꯍꯥꯏꯕꯒꯤ ꯈꯨꯗꯝ ꯑꯃ ꯄꯤꯌꯨ꯫ ꯀꯅꯥꯒꯨꯝꯕ ꯑꯃꯅ ꯁꯦꯜ ꯀꯟꯕ ꯉꯝꯕꯒꯤ ꯃꯑꯣꯡ ꯑꯃꯗꯤ ꯃꯊꯧ ꯇꯥꯗꯕ ꯆꯥꯗꯤꯡꯁꯤꯡ ꯈꯪꯗꯣꯛꯄ ꯑꯃꯁꯨꯡ ꯍꯟꯊꯍꯟꯕꯅꯤ꯫ ꯃꯁꯤ ꯕꯖꯦꯠ ꯑꯃ ꯁꯦꯝꯗꯨꯅ , ꯊꯥ ꯈꯨꯗꯤꯡꯒꯤ ꯆꯥꯗꯤꯡ ꯇ꯭ꯔꯦꯛ ꯇꯧꯗꯨꯅ, ꯃꯗꯨꯒꯤ ꯃꯇꯨꯡꯏꯟꯅ ꯇꯉꯥꯏꯐꯗꯕ ꯄꯣꯠꯂꯝꯁꯤꯡ ꯍꯟꯊꯍꯟꯗꯨꯅ ꯇꯧꯕ ꯌꯥꯏ꯫ ꯈꯨꯗꯝ ꯑꯣꯏꯅ, ꯃꯄꯥꯟꯗ ꯌꯥꯝꯅ ꯆꯥꯕ ꯅꯠꯇꯔꯒ ꯇꯦꯛ-ꯑꯣꯐ ꯃꯤꯜ ꯂꯧꯕꯒꯤ ꯃꯍꯨꯠꯇ, ꯀꯅꯥꯒꯨꯝꯕ ꯑꯃꯅ ꯌꯨꯝꯗ ꯆꯥꯛ ꯊꯣꯡꯗꯨꯅ ꯑꯃꯁꯨꯡ ꯄꯦꯀꯦꯠ ꯇꯧꯔꯕ ꯂꯟꯆꯁꯤꯡ ꯊꯕꯛꯇ ꯂꯧꯗꯨꯅ ꯁꯦꯜ ꯀꯅꯕ ꯉꯝꯒꯅꯤ꯫ ꯃꯁꯤꯒꯤ ꯃꯊꯛꯇ , ꯌꯨꯝꯗ ꯐꯤꯜꯃ ꯁ꯭ꯠꯔꯤꯝ ꯇꯧꯕ ꯅꯠꯇꯔꯒ ꯃꯄꯥꯟꯗ ꯆꯠꯄꯒꯨꯝꯕ ꯅꯨꯡꯉꯥꯏꯕ ꯃꯑꯣꯡ ꯑꯃ ꯈꯟꯕꯅ ꯆꯥꯗꯤꯡ ꯍꯟꯊꯍꯟꯕꯗ ꯃꯇꯦꯡ ꯄꯥꯡꯒꯅꯤ꯫ ꯑꯄꯤꯛꯄ ꯑꯍꯣꯡꯕꯁꯤꯡ ꯄꯨꯔꯛꯇꯨꯅ ꯑꯃꯁꯨꯡ ꯃꯊꯧ ꯇꯥꯗꯕ ꯆꯥꯗꯤꯡ ꯍꯟꯊꯍꯟꯗꯨꯅ ꯃꯤꯑꯣꯏ ꯑꯃꯅ ꯃꯇꯝꯒꯤ ꯃꯇꯨꯡ ꯏꯟꯅ ꯁꯦꯟ ꯀꯟꯕ ꯉꯝꯒꯅꯤ꯫